ꯍꯤꯗꯥꯛ ꯂꯥꯡꯊꯛꯀꯤ ꯂꯝꯗꯥ ꯑꯥꯔꯇꯤꯐꯤꯁꯤꯑꯦꯜ ꯏꯟꯇꯦꯂꯤꯖꯦꯟꯁꯀꯤ ꯃꯔꯨꯑꯣꯏꯕꯥ ꯑꯗꯨ ꯈꯟꯅꯗꯨꯅꯥ ꯕ꯭ꯂꯣꯒ ꯄꯣꯁ꯭ꯠ ꯑꯃꯥ ꯏꯕꯤꯌꯨ꯫ ꯍꯤꯗꯥꯛ-ꯂꯥꯡꯊꯛꯇꯥ ꯑꯥꯔꯇꯤꯐꯤꯁꯤꯑꯦꯜ ꯏꯟꯇꯤꯂꯤꯖꯦꯟꯁ ꯒꯤ ꯊꯧꯗꯥꯡ ꯑꯁꯤ ꯍꯧꯈꯤꯕꯥ ꯆꯍꯤ ꯈꯔꯁꯤꯗꯥ ꯌꯥꯝꯅꯥ ꯈꯟꯅ-ꯅꯩꯅꯕꯥ ꯑꯃꯁꯨꯡ ꯈꯟꯅ-ꯅꯩꯅꯕꯒꯤ ꯍꯤꯔꯝ ꯑꯃꯥ ꯑꯣꯏꯗꯨꯅꯥ ꯂꯥꯛꯂꯤ꯫ ꯇꯦꯛꯅꯣꯂꯣꯖꯤꯅꯥ ꯆꯥꯎꯈꯠꯂꯛꯄꯒꯥ ꯂꯣꯏꯅꯅꯥ ꯑꯃꯁꯨꯡ ꯑꯥꯔꯇꯤꯐꯤꯁꯤꯑꯦꯜ ꯏꯟꯇꯦꯂꯤꯖꯦꯟꯁ ꯒꯤ ꯇꯧꯕꯥ ꯉꯝꯕꯁꯤꯡ ꯍꯦꯟꯒꯠꯂꯛꯄꯒꯥ ꯂꯣꯏꯅꯅꯥ ꯃꯁꯤꯒꯤ ꯑꯅꯧꯕꯥ ꯇꯦꯛꯅꯣꯂꯣꯖꯤ ꯑꯁꯤꯅꯥ ꯍꯤꯗꯥꯛ ꯂꯥꯡꯊꯛꯀꯤ ꯂꯝꯗꯥ ꯑꯍꯣꯡꯕꯥ ꯑꯃꯥ ꯄꯨꯔꯛꯄꯒꯤ ꯈꯨꯗꯣꯡꯆꯕ ꯂꯩ ꯍꯥꯌꯕꯁꯤ ꯍꯦꯟꯅꯥ ꯃꯌꯦꯛ ꯁꯦꯡꯂꯛꯂꯤ꯫ ꯄꯣꯁꯠ ꯑꯁꯤꯗꯥ ꯑꯩꯈꯣꯏꯅꯥ ꯍꯤꯗꯥꯛ ꯂꯥꯡꯊꯛꯇ ꯑꯥꯔꯇꯤꯐꯤꯁꯤꯑꯦꯜ ꯏꯟꯇꯦꯂꯤꯖꯦꯟꯁ ꯒꯤ ꯃꯔꯨꯑꯣꯏꯕꯥ ꯑꯃꯁꯨꯡ ꯃꯁꯤꯕꯨ ꯑꯅꯥꯕꯁꯤꯡꯒꯤ ꯐꯜꯁꯤꯡ ꯐꯒꯠꯍꯟꯅꯕꯥ ꯑꯃꯁꯨꯡ ꯑꯅꯥ-ꯂꯥꯏꯌꯦꯡꯒꯤ ꯊꯧꯑꯣꯡꯁꯤꯡ ꯁꯇ꯭ꯔꯤꯝꯂꯥꯏꯟ ꯇꯧꯅꯕꯥ ꯁꯤꯖꯤꯟꯅꯔꯤꯕꯥ ꯃꯑꯣꯡ ꯀꯌꯥꯒꯤ ꯃꯇꯥꯡꯗꯥ ꯊꯤꯖꯤꯒꯅꯤ꯫ ꯍꯤꯗꯥꯛ-ꯂꯥꯡꯊꯛꯇꯥ ꯑꯥꯔꯇꯤꯐꯤꯁꯤꯑꯦꯜ ꯏꯟꯇꯦꯂꯤꯖꯦꯟꯁ ꯒꯤ ꯑꯦꯜꯒꯣꯔꯤꯊꯝꯁꯤꯡꯅꯥ ꯗꯣꯛꯇꯔꯁꯤꯡꯅꯥ ꯃꯤꯠꯅꯥ ꯎꯕꯥ ꯉꯝꯗꯕꯥ ꯂꯥꯏꯅꯥꯁꯤꯡ ꯑꯃꯁꯨꯡ ꯀꯟꯗꯤꯁꯟꯁꯤꯡ ꯈꯡꯗꯣꯛꯄꯗꯥ ꯃꯇꯦꯡ ꯄꯥꯡꯅꯕꯥ ꯑꯦꯛꯁ-ꯔꯦ, ꯃꯦꯒꯅꯦꯇꯤꯛ ꯔꯤꯖꯣꯅꯦꯟꯖ ꯏꯦꯖꯤꯡ ꯇꯦꯛꯅꯣꯂꯣꯖꯤ ꯑꯁꯤꯅꯥ ꯗꯥꯏꯒ꯭ꯅꯣꯁ꯭ꯇꯤꯛ ꯑꯦꯛꯀ꯭ꯌꯨꯔꯦꯁꯤ ꯐꯒꯠꯍꯅꯕꯥ, ꯃꯤꯁꯗꯥꯏꯒ꯭ꯅꯣꯁꯤꯁꯀꯤ ꯈꯨꯗꯣꯡꯊꯤꯕꯥ ꯍꯟꯊꯍꯅꯕꯥ ꯑꯃꯁꯨꯡ ꯑꯔꯣꯏꯕꯗꯥ ꯄꯦꯁꯦꯟꯇꯁꯤꯡꯒꯤ ꯐꯜꯁꯤꯡ ꯐꯒꯠꯍꯟꯕꯒꯤ ꯄꯣꯇꯦꯟꯁꯤꯌꯦꯜ ꯂꯩ꯫ ꯂꯥꯏꯌꯦꯡꯕꯒꯤ ꯊꯧꯔꯥꯡꯒꯤ ꯊꯧꯑꯣꯡꯗꯥ ꯗꯣꯛꯇꯔꯁꯤꯡꯒꯤ ꯃꯇꯦꯡ ꯄꯥꯡꯕꯗꯁꯨ, ꯄꯦꯁꯦꯟꯇꯁꯤꯡꯒꯤ ꯗꯦꯇꯥ ꯑꯃꯁꯨꯡ ꯃꯦꯗꯤꯀꯦꯜ ꯔꯦꯀꯣꯔꯗꯁꯤꯡ ꯑꯦꯅꯥꯂꯥꯏꯖ ꯇꯧꯗꯨꯅꯥ ꯑꯥꯔꯇꯤꯐꯤꯁꯤꯑꯦꯜ ꯏꯟꯇꯦꯂꯤꯖꯦꯟꯁ ꯒꯤ ꯑꯦꯜꯒꯣꯔꯤꯊꯝꯁꯤꯡꯅꯥ ꯗꯣꯛꯇꯔꯁꯤꯡꯗꯥ ꯃꯈꯣꯏꯒꯤ ꯄꯦꯁꯦꯟꯇꯁꯤꯡꯒꯤꯗꯃꯛꯇꯥ ꯈ꯭ꯋꯥꯏꯗꯒꯤ ꯐꯕꯥ ꯊꯕꯛ ꯄꯥꯏꯈꯠꯄꯗꯥ ꯃꯇꯦꯡ ꯄꯥꯡꯕꯥ ꯉꯝꯒꯅꯤ꯫ ꯃꯁꯤꯅꯥ ꯍꯦꯟꯅꯥ ꯄꯔꯁꯣꯅꯦꯂꯥꯏꯖ ꯑꯃꯁꯨꯡ ꯏꯐꯦꯛꯇꯤꯚ ꯑꯣꯏꯕꯥ ꯂꯥꯏꯌꯦꯡꯒꯤ ꯄ꯭ꯂꯥꯟꯁꯤꯡ ꯁꯦꯝꯒꯠꯄꯒꯥ ꯂꯣꯏꯅꯅꯥ, ꯑꯁꯣꯛ-ꯑꯄꯟ ꯑꯃꯁꯨꯡ ꯀꯝꯞꯂꯤꯀꯦꯁꯟꯁꯤꯡꯒꯤ ꯔꯤꯁꯛ ꯍꯟꯊꯍꯅꯕꯥ ꯌꯥꯏ꯫ ꯍꯤꯗꯥꯛ-ꯂꯥꯡꯊꯛꯇꯥ ꯑꯥꯔꯇꯤꯐꯤꯁꯤꯑꯦꯜ ꯏꯟꯇꯦꯂꯤꯖꯦꯟꯁꯅꯥ ꯑꯆꯧꯕꯥ ꯗꯦꯇꯥꯁꯤꯡ ꯑꯦꯅꯥꯂꯥꯏꯖ ꯇꯧꯗꯨꯅꯥ ꯑꯥꯔꯇꯤꯐꯤꯁꯤꯑꯦꯜ ꯏꯟꯇꯦꯂꯤꯖꯦꯟꯁꯅꯥ ꯔꯤꯁꯔꯆꯔꯁꯤꯡꯗꯥ ꯄꯣꯇꯦꯟꯁꯤꯌꯦꯜ ꯗ꯭ꯔꯒ ꯇꯥꯔꯒꯦꯠꯁꯤꯡ ꯈꯉꯗꯣꯀꯄꯗꯥ ꯃꯇꯦꯡ ꯄꯥꯡꯕꯥ ꯉꯝꯒꯅꯤ ꯑꯃꯁꯨꯡ ꯇꯣꯉꯥꯟ ꯇꯣꯉꯥꯟꯕꯥ ꯀꯝꯄꯥꯎꯟꯗꯁꯤꯡꯅꯥ ꯍꯀꯆꯥꯡꯗꯥ ꯀꯔꯝꯅꯥ ꯆꯪꯒꯅꯤ ꯍꯥꯌꯕꯗꯨ ꯂꯥꯎꯊꯣꯛꯄꯥ ꯉꯝꯒꯅꯤ꯫ ꯃꯁꯤꯅꯥ ꯗ꯭ꯔꯒ ꯊꯤꯗꯣꯛꯄꯒꯤ ꯊꯧꯑꯣꯡ ꯑꯁꯤ ꯌꯥꯡꯁꯤꯜꯍꯟꯕꯥ ꯉꯝꯒꯅꯤ ꯑꯃꯁꯨꯡ ꯑꯔꯣꯏꯕꯗꯥ ꯑꯅꯧꯕꯥ ꯂꯥꯌꯦꯡꯁꯤꯡ ꯌꯥꯝꯅꯥ ꯊꯨꯅꯥ ꯀꯩꯊꯦꯜꯗꯥ ꯄꯨꯔꯛꯄꯗꯥ ꯃꯇꯦꯡ ꯄꯥꯡꯒꯅꯤ꯫ ꯑꯔꯣꯏꯕꯗꯥ, ꯑꯥꯔꯇꯤꯐꯤꯁꯤꯑꯦꯜ ꯏꯟꯇꯦꯂꯤꯖꯦꯟꯁꯅꯥ ꯑꯅꯥ-ꯂꯥꯏꯌꯦꯡ ꯀꯥꯡꯂꯣꯟꯁꯤꯡꯒꯤ ꯇꯧꯕꯉꯝꯕꯥ ꯐꯒꯠꯍꯟꯕꯗꯁꯨ ꯁꯤꯖꯤꯟꯅꯔꯤ꯫ ꯄꯦꯁꯦꯟ꯭ꯇꯁꯤꯡꯒꯤ ꯗꯦꯇꯥ ꯑꯦꯅꯥꯂꯥꯏꯖ ꯇꯧꯗꯨꯅꯥ ꯑꯃꯁꯨꯡ ꯇ꯭ꯔꯦꯟ꯭ꯗꯁꯤꯡ ꯈꯡꯗꯣꯛꯇꯨꯅꯥ ꯑꯥꯔꯇꯤꯐꯤꯁꯤꯑꯦꯜ ꯏꯟꯇꯦꯂꯤꯖꯦꯟ꯭ꯁꯅꯥ ꯍꯣꯁꯄꯤꯇꯥꯜꯁꯤꯡ ꯑꯃꯁꯨꯡ ꯀ꯭ꯂꯤꯅꯤꯛꯁꯤꯡꯗꯥ ꯃꯈꯣꯏꯒꯤ ꯋꯥꯔꯛꯐ꯭ꯂꯣꯁꯤꯡ ꯑꯣꯞꯇꯤꯃꯥꯏꯖ ꯇꯧꯕꯗꯥ ꯃꯇꯦꯡ ꯄꯥꯡꯕꯥ ꯉꯝꯒꯅꯤ ꯑꯃꯁꯨꯡ ꯄꯦꯁꯦꯟꯇꯁꯤꯡꯒꯤꯗꯃꯛꯇꯥ ꯉꯥꯏꯕꯒꯤ ꯃꯇꯝ ꯍꯟꯊꯍꯟꯕꯥ ꯉꯝꯒꯅꯤ꯫ ꯃꯁꯤꯅꯥ ꯁꯦꯗ꯭ꯌꯨꯜ ꯇꯧꯕꯥ ꯑꯃꯁꯨꯡ ꯕꯤꯂꯤꯡꯒꯨꯝꯕꯥ ꯑꯦꯗꯃꯤꯅꯤꯁꯇ꯭ꯔꯦꯇꯤꯕ ꯊꯕꯛꯁꯤꯡꯗꯁꯨ ꯃꯇꯦꯡ ꯄꯥꯡꯕꯥ ꯌꯥꯏ, ꯑꯅ-ꯥꯂꯥꯏꯌꯦꯡꯒꯤ ꯄ꯭ꯔꯣꯐꯦꯁ꯭ꯅꯦꯂꯁꯤꯡꯕꯨ ꯃꯈꯣꯏꯒꯤ ꯑꯅꯥꯕꯁꯤꯡꯗꯥ ꯑꯋꯥꯡꯕꯥ ꯊꯥꯛꯀꯤ ꯀꯦꯌꯔ ꯄꯤꯕꯗꯥ ꯃꯤꯠꯌꯦꯡ ꯊꯝꯕꯗ ꯅꯤꯡꯇꯝꯕꯥ ꯄꯤꯕꯥ ꯉꯃꯒꯅꯤ꯫ ꯂꯣꯏꯁꯤꯜꯂꯛꯄꯗꯥ, ꯃꯁꯤ ꯃꯌꯦꯛ ꯁꯦꯡꯏ ꯃꯗꯨꯗꯤ ꯑꯥꯔꯇꯤꯐꯤꯁꯤꯑꯦꯜ ꯏꯟꯇꯦꯂꯤꯖꯦꯟꯁꯅꯥ ꯍꯤꯗꯥꯛ ꯂꯥꯡꯊꯛꯀꯤ ꯂꯝꯗꯥ ꯃꯁꯛ ꯊꯣꯛꯄꯥ ꯑꯍꯣꯡꯕꯥ ꯄꯨꯔꯛꯄꯒꯤ ꯈꯨꯗꯣꯡꯆꯕ ꯂꯩꯔꯤ꯫ ꯗꯥꯏꯒ꯭ꯅꯣꯁ꯭ꯇꯤꯛ ꯑꯃꯁꯨꯡ ꯂꯥꯏꯌꯦꯡꯕꯗ ꯄ꯭ꯂꯥꯅꯤꯡꯗꯒꯤ ꯍꯧꯔꯒꯥ ꯗ꯭ꯔꯒ ꯗꯤꯁ꯭ꯀꯣꯚꯔꯤ ꯑꯃꯁꯨꯡ ꯑꯅ-ꯥꯂꯥꯏꯌꯦꯡꯒꯤ ꯀꯥꯡꯂꯣꯟ ꯏꯐꯤꯁꯤꯑꯦꯟꯁꯤ ꯐꯥꯒꯠꯍꯟꯕꯗ ꯇꯦꯛꯅꯣꯂꯣꯖꯤ ꯑꯁꯤꯅꯥ ꯑꯅ-ꯥꯂꯥꯏꯌꯦꯡ ꯑꯁꯤ ꯍꯦꯟꯅꯥ ꯑꯆꯨꯝꯕꯥ, ꯏꯐꯦꯛꯇꯤꯕ ꯑꯃꯁꯨꯡ ꯏꯐꯤꯁꯤꯌꯦꯟꯇ ꯑꯣꯏꯍꯅꯕꯗꯥ ꯃꯇꯦꯡ ꯄꯥꯡꯂꯤ꯫